ꯌꯨꯅꯥꯏꯇꯦꯗ ꯁ꯭ꯇꯦꯇꯁꯇꯥ ꯃꯤꯌꯥꯝꯅ ꯄꯥꯝꯅꯕ ꯁꯥꯟꯅꯄꯣꯠ ꯃꯉꯥꯒꯤ ꯃꯃꯤꯡ ꯊꯣꯟꯕꯤꯌꯨ꯫ ꯐꯨꯠꯕꯣꯜ - ꯑꯃꯦꯔꯤꯀꯥꯒꯤ ꯐꯨꯠꯕꯣꯜ ꯍꯥꯏꯅ ꯈꯪꯅꯕ, ꯃꯁꯤ ꯑꯃꯦꯔꯤꯀꯥꯒꯤ ꯈ꯭ꯋꯥꯏꯗꯒꯤ ꯃꯃꯤꯡ ꯆꯠꯄꯥ ꯁꯥꯟꯅꯄꯣꯠꯁꯤꯡꯒꯤ ꯃꯅꯨꯡꯗ ꯑꯃꯅꯤ, ꯂꯩꯕꯥꯛ ꯁꯤꯟꯕ ꯊꯨꯡꯅ ꯐꯦꯟ ꯂꯥꯈ ꯀꯌꯥꯅ ꯃꯈꯣꯏꯒꯤ ꯃꯁꯥꯒꯤ ꯇꯤꯝꯁꯤꯡꯕꯨ ꯃꯇꯦꯡ ꯄꯥꯡꯂꯤ꯫ ꯕꯥꯁꯀꯦꯠꯕꯣꯜ - ꯑꯇꯣꯞꯄ ꯊꯥꯖꯕ ꯌꯥꯗꯕ ꯃꯤꯌꯥꯝꯅ ꯄꯥꯝꯅꯕꯥ ꯁꯥꯟꯅꯄꯣꯠ ꯑꯃꯅꯤ, ꯐꯦꯟ ꯀꯌꯥꯅ ꯃꯈꯣꯏꯒꯤ ꯅꯨꯡꯁꯤꯖꯔꯕꯥ ꯅꯦꯁꯅꯦꯜ ꯕꯥꯁꯀꯦꯠꯕꯣꯜ ꯑꯦꯁꯣꯁꯤꯌꯦꯁꯟ ꯒꯤ ꯇꯤꯝꯁꯤꯡ ꯑꯃꯁꯨꯡ ꯄ꯭ꯂꯦꯌꯥꯔꯁꯤꯡꯕꯨ ꯃꯈꯣꯏꯒꯤ ꯁꯤꯖꯟ ꯄꯨꯝꯅꯃꯛꯇ ꯇꯨꯡ ꯏꯟꯗꯨꯅ ꯆꯠꯂꯤ꯫ ꯕꯦꯖꯕꯣꯜ - ꯑꯃꯦꯔꯤꯀꯥꯒꯤ ꯅꯨꯡꯉꯥꯏꯔꯕ ꯊꯧꯔꯝ ꯍꯥꯏꯅ ꯈꯪꯅꯕ ꯕꯦꯖꯕꯣꯜ ꯑꯁꯤ ꯐꯦꯟ ꯂꯥꯈ ꯀꯌꯥꯅ ꯅꯨꯡꯁꯤꯖꯩ, ꯃꯈꯣꯏꯅ ꯃꯈꯣꯏꯒꯤ ꯅꯨꯡꯁꯤꯖꯔꯕꯥ ꯃꯦꯖꯔ ꯂꯤꯒ ꯕꯦꯖꯕꯣꯜꯒꯤ ꯇꯤꯝꯁꯤꯡ ꯌꯦꯡꯕꯗꯥ ꯅꯨꯡꯉꯥꯏꯕ ꯐꯥꯎꯏ꯫ ꯁꯣꯀꯔ - ꯃꯥꯂꯦꯝꯒꯤ ꯃꯐꯝ ꯀꯌꯥꯗ ꯐꯨꯠꯕꯣꯜ ꯍꯥꯏꯅ ꯈꯪꯅꯕꯥ ꯁꯣꯀꯔ ꯑꯁꯤ ꯌꯨꯅꯥꯏꯇꯦꯗ ꯁ꯭ꯇꯦꯇꯁꯇꯥ ꯃꯤꯌꯥꯝꯅ ꯄꯥꯝꯅꯕꯥ ꯁꯥꯟꯅꯄꯣꯠ ꯑꯃꯅꯤ, ꯃꯦꯖꯔ ꯂꯤꯒ ꯁꯣꯀꯔ ꯑꯁꯤ ꯂꯩꯕꯥꯛ ꯑꯁꯤꯒꯤ ꯃꯀꯣꯛ ꯊꯣꯡꯕꯥ ꯄ꯭ꯔꯣꯐꯦꯁ꯭ꯅꯦꯜ ꯂꯤꯒꯅꯤ꯫ ꯑꯥꯏꯁ ꯍꯣꯀꯤ - ꯌꯨꯅꯥꯏꯇꯦꯗ ꯁ꯭ꯇꯦꯇꯁꯀꯤ ꯅꯣꯡꯖꯨ-ꯅꯨꯡꯁꯥꯒꯤ ꯃꯐꯝꯁꯤꯡꯗ ꯃꯔꯨꯑꯣꯏꯅ ꯃꯤꯌꯥꯝꯅ ꯄꯥꯝꯅꯕꯥ ꯑꯥꯏꯁ ꯍꯣꯀꯤ ꯑꯁꯤ ꯃꯈꯣꯏꯒꯤ ꯅꯦꯁ꯭ꯅꯦꯜ ꯍꯣꯀꯤ ꯂꯤꯒꯀꯤ ꯇꯤꯝꯁꯤꯡꯒꯤ ꯃꯇꯨꯡ ꯏꯟꯅ ꯀꯠꯊꯣꯛꯂꯕ ꯐꯦꯟ ꯕꯦꯖ ꯑꯃꯒ ꯂꯣꯏꯅꯅ ꯌꯥꯝꯅ ꯊꯨꯅꯥ ꯆꯠꯄ, ꯌꯥꯝꯅ ꯀꯟꯇꯦꯛꯇ ꯇꯧꯕ ꯁꯥꯟꯅꯄꯣꯠ ꯑꯃꯅꯤ꯫ ꯄꯣꯞꯀꯣꯔ꯭ꯟꯒꯤ ꯃꯇꯥꯡꯗ ꯐꯣꯡꯗꯣꯛꯄ ꯋꯥꯍꯩ ꯑꯃ ꯁꯦꯝꯃꯨ꯫ ꯄꯣꯞꯀꯣꯔ꯭ꯟ ꯑꯁꯤ ꯑꯁꯥꯕ ꯀꯣꯔ꯭ꯟ ꯀꯔꯅꯦꯜꯁꯤꯡꯅ ꯁꯦꯝꯕ ꯂꯥꯏꯠ ꯑꯃꯁꯨꯡ ꯃꯆꯤ ꯑꯣꯏꯕ ꯁ꯭ꯅꯦꯛ ꯑꯃꯅꯤ, ꯃꯁꯤꯅ ꯇꯔꯨ ꯇꯅꯥꯟꯕ ꯃꯇꯝꯗ ꯄꯣꯞ ꯑꯃꯁꯨꯡ ꯄꯥꯛꯊꯣꯛ-ꯆꯥꯎꯊꯣꯛꯏ, ꯃꯁꯤꯅ‌ ꯅꯨꯡꯉꯥꯏꯕ ꯀ꯭ꯔꯥꯟꯆ ꯑꯃ ꯑꯃꯁꯨꯡ ꯅꯨꯡꯉꯥꯏꯕ ꯃꯩꯁꯥ ꯌꯥꯎꯕ ꯃꯁꯛ ꯑꯃ ꯄꯤꯔꯤ꯫ ꯆꯣꯀꯣ-ꯁ꯭ꯇꯔꯣꯕꯦꯔꯤ ꯀꯨꯀꯤꯁꯤꯡꯒꯤ ꯔꯦꯁꯤꯄꯤ ꯑꯃ ꯏꯕꯤꯌꯨ꯫ ꯕꯦꯀꯤꯡ ꯁꯤꯠ ꯑꯅꯤ ꯄꯥꯔꯆꯃꯦꯟꯇ ꯄꯦꯄꯔ ꯑꯃꯅ ꯂꯥꯏꯟ ꯇꯧ꯫ ꯃꯌꯥꯏ ꯑꯣꯏꯕ ꯊꯥꯎꯃꯩ ꯑꯃꯗ, ꯊꯥꯎ, ꯕꯦꯀꯤꯡ ꯄꯥꯎꯗꯔ, ꯕꯦꯀꯤꯡ ꯁꯣꯗꯥ ꯑꯃꯁꯨꯡ ꯂꯣꯟ ꯄꯨꯟꯅ ꯌꯥꯟꯁꯤꯟꯅꯧ꯫ ꯃꯄꯥꯟꯗ ꯊꯝꯖꯤꯜꯂꯨ꯫ ꯑꯆꯧꯕ ꯊꯥꯎꯃꯩ ꯑꯃꯗ, ꯃꯩꯁꯥ ꯑꯃꯁꯨꯡ ꯆꯤꯅꯤ ꯑꯗꯨ ꯄꯨꯟꯅ ꯊꯝꯖꯤꯜꯂꯨ ꯑꯃꯁꯨꯡ ꯃꯗꯨ ꯇꯔꯨ-ꯇꯅꯥꯟꯅ ꯊꯝꯖꯤꯜꯂꯨ ꯫ꯚꯦꯅꯤꯂꯥ ꯑꯦꯛꯁꯇꯔꯦꯛꯇ ꯑꯗꯨ ꯍꯥꯞꯆꯤꯜꯂꯨ ꯑꯃꯁꯨꯡ ꯃꯗꯨ ꯌꯥꯟꯁꯤꯟꯅꯔꯕꯥ ꯃꯇꯨꯡꯗ ꯊꯛꯎ꯫ ꯀꯣꯀꯣ ꯄꯥꯎꯗꯔ ꯑꯗꯨ ꯍꯥꯞꯆꯤꯜꯂꯨ ꯑꯃꯁꯨꯡ ꯃꯗꯨ ꯌꯥꯝꯅ ꯊꯨꯅ ꯌꯥꯡꯅ ꯄꯥꯏꯈꯠꯀꯗꯕꯅꯤ꯫ ꯇꯞꯅꯥ ꯇꯞꯅꯥ ꯐ꯭ꯂꯣꯔ ꯃꯤꯛꯁꯆꯔ ꯑꯗꯨꯗ ꯍꯥꯞꯆꯤꯜꯂꯨ ꯑꯃꯁꯨꯡ ꯃꯗꯨ ꯍꯧꯖꯤꯛ ꯐꯥꯎꯕ ꯌꯥꯟꯁꯤꯟꯅꯧ꯫ ꯊꯥꯎ ꯊꯣꯛꯄꯥ ꯁ꯭ꯇꯔꯣꯕꯦꯔꯤ ꯑꯃꯁꯨꯡ ꯆꯣꯀꯣꯂꯦꯠ ꯆꯤꯞꯁꯤꯡ ꯑꯗꯨ ꯀꯨꯞꯁꯤꯜꯂꯨ꯫ ꯃꯌꯥꯏ ꯑꯣꯏꯕ ꯀꯨꯀꯤ ꯁ꯭ꯀꯣꯞ ꯑꯃ ꯁꯤꯖꯤꯟꯅꯗꯨꯅ, ꯃꯈꯣꯏꯗꯨ ꯆꯥꯎꯔꯥꯛꯅ ꯏꯟꯆꯤ ꯑꯅꯤ ꯔꯣꯝ ꯂꯥꯞꯅ ꯊꯝꯗꯨꯅ ꯁꯦꯝ-ꯁꯥꯔꯕꯥ ꯕꯦꯀꯤꯡ ꯁꯤꯠꯁꯤꯡꯗ ꯊꯥꯎ꯫